ꯄꯨꯋꯥꯔꯤ ꯅꯩꯅꯕ ꯀꯥꯡꯂꯨꯞ ꯈꯔꯅ ꯀꯪꯂꯩꯄꯥꯛ ꯃꯅꯤꯄꯨꯔꯒꯤꯁꯨ ꯑꯁꯨꯝꯅ ꯍꯧꯍꯟꯁꯤ ꯍꯥꯢꯕ ꯌꯥꯎꯏ꯫ ꯑꯗꯨꯕꯨ ꯄꯨꯋꯥꯔꯤ ꯅꯩꯅꯕ ꯀꯥꯡꯂꯨꯞ ꯈꯔꯅ ꯃꯌꯥꯢꯋꯥꯢꯔꯞ ꯊꯪꯕ ꯃꯇꯝ ꯑꯁꯤ ꯃꯩꯗꯤꯡꯉꯨ ꯄꯥꯝꯍꯩꯕꯒꯤ ꯃꯇꯝꯗꯒꯤ ꯍꯧꯍꯟꯁꯤ ꯍꯥꯢꯅꯕꯁꯨ ꯌꯥꯎꯏ꯫ ꯑꯁꯨꯝꯅ ꯌꯦꯡꯂꯕꯗꯤ ꯀꯪꯂꯩꯄꯥꯛꯇ ꯅꯤꯡꯊꯧ ꯁꯦꯟꯕꯤ ꯀꯤꯌꯥꯝꯕꯅ ꯄꯥꯟꯕ ꯃꯇꯝ ꯑꯁꯤꯗ ꯂꯃꯥꯡꯗꯣꯡ ꯗ ꯃꯩꯇꯩ ꯒꯤ ꯀꯣꯅꯨꯡ ꯑꯣꯢꯔꯝꯕ ꯃꯇꯝ ꯑꯁꯤꯗ ꯚꯤꯁꯅꯨꯒꯤ ꯂꯥꯢꯁꯪ ꯑꯃ ꯁꯥꯈꯤ꯫ ꯑꯗꯨꯅ ꯃꯍꯥꯛꯅ ꯄꯥꯟꯕ ꯃꯇꯝ ꯑꯁꯤ ꯗꯒꯤ ꯀꯪꯂꯩꯄꯥꯛ ꯃꯅꯤꯄꯨꯔꯒꯤ ꯃꯌꯥꯢꯋꯥꯢꯔꯞ ꯊꯪꯕ ꯃꯇꯝ ꯑꯁꯤ ꯍꯧꯔꯦ ꯍꯥꯢꯅ ꯂꯦꯞꯅꯕ ꯌꯥꯔꯦ꯫ ꯃꯩꯗꯤꯡꯉꯨ ꯁꯦꯟꯕꯤ ꯀꯤꯌꯥꯝꯕꯅ ꯄꯥꯟꯕ ꯃꯇꯝꯗꯒꯤ ꯑꯁꯨꯝ ꯅꯤꯡꯊꯧꯂꯣꯜ ꯃꯊꯪ ꯃꯊꯪ ꯄꯥꯜꯂꯛꯄꯅ ꯅꯤꯡꯊꯧ ꯈꯥꯒꯦꯝꯕꯒꯤ ꯃꯇꯝꯗ ꯀꯪꯂꯩꯄꯥꯛ ꯇ ꯑꯆꯧꯕ ꯑꯍꯣꯡꯕ ꯂꯥꯛꯈꯤ꯫ ꯈꯥꯒꯦꯝꯕ ꯒꯤ ꯃꯇꯝꯗ ꯆꯥꯎꯅ ꯍꯣꯡꯂꯛꯄ ꯅꯤꯡꯊꯧ ꯈꯥꯒꯦꯝꯕꯒꯤ ꯃꯇꯝꯗ ꯀꯪꯂꯩꯄꯥꯛ ꯇ ꯈꯥꯀꯤ ꯂꯩꯄꯥꯛ ꯇꯒꯤ ꯂꯥꯟꯃꯤ ꯂꯥꯛꯇꯨꯅ ꯂꯥꯜ ꯇꯧꯔꯛꯈꯤ꯫ ꯆꯤꯡꯃꯤ ꯀꯥꯡꯂꯨꯞ ꯀꯌꯥ ꯏꯔꯥꯡ ꯍꯧꯔꯛꯈꯤ꯫ ꯃꯤꯇꯩ ꯄꯥꯡꯒꯜ ꯈꯨꯟꯊꯣꯛꯂꯛꯈꯤ꯫ ꯑꯋꯥ ꯂꯩꯄꯥꯛ ꯇꯒꯤ ꯂꯥꯟ ꯇꯧꯔꯛꯈꯤ꯫ ꯂꯥꯢꯅꯤꯡꯊꯧ ꯁꯅꯥꯃꯍꯤꯒꯤ ꯃꯤꯇꯝ ꯁꯥꯈꯤ꯫ ꯈꯨꯃꯟ ꯂꯩꯄꯥꯛ ꯃꯩꯇꯩ ꯗ ꯇꯤꯟꯕ ꯏꯝꯐꯥꯜ ꯀꯪꯂꯥꯗ ꯃꯩꯇꯩ ꯅꯤꯡꯊꯧ ꯄꯥꯢꯈꯣꯝꯕꯅ ꯄꯥꯟꯕ ꯃꯇꯝꯗ ꯈꯨꯃꯟ ꯂꯩꯄꯥꯛ ꯃꯩꯇꯩꯒꯤ ꯃꯈꯥꯗ ꯃꯄꯨꯡ ꯐꯥꯅ ꯄꯣꯟꯈꯤ꯫ ꯅꯤꯡꯊꯧ ꯅ ꯍꯤꯟꯗꯨ ꯂꯥꯢꯅꯤꯡ ꯂꯧꯁꯤꯟꯕ ꯃꯩꯇꯩ ꯅꯤꯡꯊꯧ ꯆꯔꯥꯢꯔꯣꯡꯕ ꯃꯁꯥꯃꯛ ꯍꯤꯟꯗꯨ ꯂꯥꯢꯅꯤꯡ ꯂꯧꯁꯤꯟꯗꯨꯅ ꯍꯤꯟꯗꯨ ꯑꯣꯟꯈꯤ꯫ ꯑꯗꯨꯕꯨ ꯃꯍꯥꯛꯅ ꯃꯍꯥꯛꯀꯤ ꯃꯤꯆꯝ ꯃꯤꯌꯥꯝꯗ ꯃꯥꯅ ꯄꯥꯝꯖꯕ ꯂꯥꯢꯅꯤꯡ ꯑꯁꯤ ꯆꯠꯅꯕ ꯏꯟꯁꯤꯟꯈꯤꯕꯗꯤ ꯂꯩꯈꯤꯗꯦ꯫ ꯅꯤꯡꯊꯧ ꯄꯥꯝꯍꯩꯕꯒꯤ ꯃꯇꯝ ꯅꯤꯡꯊꯧ ꯄꯥꯝꯍꯩꯕꯅ ꯄꯥꯟꯕ ꯃꯇꯝꯗ ꯀꯪꯂꯩꯄꯥꯛ ꯀꯤ ꯃꯤꯇꯩ ꯀꯥꯡꯂꯨꯞꯀꯤ ꯂꯣꯟ, ꯂꯥꯢꯅꯤꯡ, ꯆꯠꯅꯕꯤ ꯑꯁꯤꯅꯆꯤꯡꯕ ꯃꯥꯢꯑꯣꯟ ꯄꯨꯝꯅꯃꯛꯇ ꯑꯍꯣꯡꯕ ꯂꯥꯛꯈꯤ꯫ ꯃꯍꯥꯛꯅ ꯀꯪꯂꯩꯄꯥꯛ ꯇ ꯃꯤꯇꯩ ꯄꯨꯌꯥ ꯃꯩ ꯊꯥꯈꯤ꯫ ꯃꯤꯇꯩ ꯃꯌꯦꯛ ꯃꯨꯊꯠꯇꯨꯅ ꯕꯦꯡꯒꯂꯤ ꯃꯌꯦꯛ (ꯕꯥꯡꯂꯥ-ꯑꯁꯃꯤꯌꯥ ꯃꯌꯦꯛ) ꯆꯠꯅꯍꯟꯈꯤ꯫ ꯃꯤꯇꯩ ꯂꯥꯢꯅꯤꯡ (ꯁꯅꯥꯃꯍꯤ ꯂꯥꯏꯅꯤꯡ) ꯃꯨꯊꯠꯇꯨꯅ ꯍꯤꯟꯗꯨ ꯂꯥꯢꯅꯤꯡ (ꯃꯤꯌꯥꯟꯆꯥ ꯂꯥꯢꯅꯤꯡ) ꯆꯠꯅꯍꯟꯈꯤ꯫ ꯃꯤꯇꯩ ꯂꯣꯟꯗ ꯕꯦꯡꯒꯂꯤ ꯂꯣꯟꯒꯤ ꯋꯥꯍꯩ ꯇꯈꯠꯇꯅ ꯌꯥꯟꯁꯤꯟꯈꯤ꯫ ꯃꯤꯇꯩꯒꯤ ꯍꯔꯥꯎ ꯀꯨꯝꯃꯩ ꯀꯌꯥ ꯄꯥꯡꯊꯣꯛꯄ ꯊꯤꯡꯖꯤꯟꯗꯨꯅ ꯍꯤꯟꯗꯨꯒꯤ ꯍꯔꯥꯎ ꯀꯨꯝꯃꯩꯅ ꯃꯍꯨꯠ ꯁꯤꯜꯍꯟꯈꯤ꯫ ꯃꯁꯤꯗ ꯃꯥꯢꯆꯧ ꯇꯔꯦꯠꯀꯤ ꯂꯨꯆꯤꯡ ꯃꯈꯥꯗ ꯅꯤꯡꯊꯧꯅ ꯇꯧꯔꯤꯕ ꯊꯕꯛꯁꯤꯗ ꯌꯥꯅꯤꯡꯗꯕ ꯐꯣꯡꯗꯣꯛꯂꯛꯄ ꯃꯤ ꯀꯌꯥꯁꯨ ꯂꯩꯈꯤꯗꯕ ꯅꯠꯇꯦ꯫ ꯑꯗꯨꯕꯨ ꯅꯤꯡꯊꯧ ꯄꯥꯝꯍꯩꯕꯅ ꯏꯔꯥꯡ ꯍꯧꯔꯛꯈꯤꯕ ꯃꯤꯑꯣꯢꯁꯤꯡꯗꯨ ꯈꯔꯅ ꯍꯥꯠꯈꯤ ꯑꯗꯨꯒ ꯈꯔꯅ ꯂꯣꯢ ꯊꯥꯈꯤ꯫ ꯍꯤꯟꯗꯨ ꯂꯥꯢꯅꯤꯡ ꯆꯠꯂꯕ (ꯆꯥꯎꯈꯠꯂꯕꯅꯤ ꯈꯟꯖꯔꯕ) ꯃꯩꯇꯩ ꯈꯨꯟꯅꯥꯢ ꯗꯒꯤ ꯂꯣꯢꯆꯤꯡ ꯂꯣꯌꯥ ꯂꯝꯗ ꯂꯣꯢ ꯊꯥꯈ꯭ꯔꯕ ꯃꯤꯇꯩꯕꯨ ꯊꯥꯛ ꯍꯟꯊꯔꯕꯅꯤ ꯑꯗꯨꯅ ꯃꯥꯡꯂꯕꯅꯤ ꯍꯥꯢꯅ ꯏꯟꯊꯣꯛꯈꯤ꯫ ꯆꯤꯡꯊꯪ ꯈꯣꯝꯕꯒꯤ ꯃꯇꯝ ꯑꯋꯥ ꯂꯩꯄꯥꯛꯅ ꯀꯪꯂꯩꯄꯥꯛ ꯑꯍꯥꯟꯕꯒꯤ ꯂꯧꯁꯤꯟꯕ ꯀꯪꯂꯩꯄꯥꯛꯀꯤ ꯄꯨꯋꯥꯔꯤꯗ ꯑꯋꯥ ꯂꯩꯄꯥꯛ ꯅ ꯂꯝꯗꯝ ꯑꯁꯤꯕꯨ ꯑꯅꯤꯔꯛ ꯂꯧꯁꯤꯜꯂꯤ꯫ ꯑꯍꯥꯟꯕꯒꯤ ꯂꯧꯁꯤꯟꯕ ꯑꯁꯤ ꯃꯩꯇꯤꯡꯉꯨ ꯆꯤꯡꯊꯪ ꯈꯣꯝꯕꯒꯤ ꯃꯇꯝꯗ ꯊꯣꯛꯈꯤ꯫ ꯃꯁꯤꯗ ꯆꯤꯡꯊꯪ ꯈꯣꯝꯕꯅ ꯀꯁꯥꯔ ꯂꯩꯄꯥꯛ ꯇ ꯂꯥꯟꯆꯦꯟꯗꯨꯅ ꯀꯁꯥꯔ ꯂꯩꯄꯥꯛ ꯑꯃꯗꯤ ꯑꯍꯣꯝ ꯂꯩꯄꯥꯛ (ꯇꯦꯈꯥꯎ ꯂꯩꯄꯥꯛ) ꯀꯤ ꯃꯇꯦꯡ ꯂꯧꯗꯨꯅ ꯀꯪꯂꯩꯄꯥꯛꯄꯨ ꯑꯃꯨꯛ ꯍꯟꯅ ꯃꯅꯤꯡ ꯃꯈꯥ ꯇꯝꯍꯟꯈꯤ꯫ ꯃꯁꯤꯗ ꯇꯦꯈꯥꯎ ꯁꯤꯡꯒꯤ ꯃꯇꯦꯡ ꯐꯪꯅꯅꯕ ꯇꯦꯈꯥꯎ ꯅꯤꯡꯊꯧ ꯁꯨꯔꯦꯝꯐꯥꯗ ꯃꯤꯇꯩꯒꯤ ꯃꯆꯥꯏꯕꯦꯝꯃ ꯀꯨꯔꯪꯒꯅꯌꯅꯤ (ꯁꯤꯖ ꯐꯣꯡꯗꯥꯂꯣꯛꯄꯤ) ꯕꯨ ꯊꯥꯖꯗꯨꯅ ꯂꯥꯟꯃꯤꯒꯤ ꯃꯇꯦꯡ ꯂꯧꯈꯤ꯫ ꯚꯩꯁꯅꯕ ꯂꯥꯢꯅꯤꯡ ꯆꯥꯎꯈꯠꯂꯛꯄ ꯀꯪꯂꯩꯄꯥꯛꯇ ꯑꯃꯨꯛ ꯍꯜꯂꯛꯂꯕ ꯃꯇꯨꯡꯗ ꯀꯥꯢꯅ ꯆꯤꯡꯗꯒꯤ ꯊꯩꯕꯣꯡ ꯎ ꯌꯥꯜꯂꯒ ꯒꯣꯕꯤꯟꯗꯒꯤ ꯃꯤꯇꯝ ꯁꯥꯗꯨꯅ ꯂꯥꯠꯈꯤ꯫ ꯃꯍꯥꯛꯅ ꯅꯨꯃꯤꯠ ꯃꯉꯥ ꯊꯪꯅ ꯊꯪꯅꯅ ꯔꯥꯁ ꯃꯟꯗꯜ ꯏꯀꯣꯟꯗ ꯖꯒꯣꯢ ꯔꯥꯁ ꯀꯨꯝꯃꯩ ꯁꯥꯅꯍꯟꯈꯤ꯫